ꯃꯤꯗꯜ ꯁ꯭ꯀꯨꯜꯒꯤ ꯃꯍꯩꯔꯣꯏꯁꯤꯡꯗ ꯆꯪꯗꯕ ꯌꯥꯗ꯭ꯔꯕ ꯀꯝꯄ꯭ꯌꯨꯇꯔ ꯀꯣꯗꯤꯡ ꯇꯝꯕꯤꯕꯥ ꯅꯨꯃꯤꯠ ꯃꯉꯥꯅꯤꯒꯤ ꯂꯦꯁꯟ ꯄ꯭ꯂꯥꯟ ꯑꯃ ꯁꯦꯝꯕ꯫ ꯀꯣꯗꯤꯡꯒꯤ ꯃꯇꯥꯡꯗ ꯇꯝꯕꯤꯕ ꯄꯥꯟꯗꯝ: ꯃꯍꯩꯔꯣꯏꯁꯤꯡꯗ ꯀꯣꯗꯤꯡꯒꯤ ꯃꯇꯥꯡꯗ ꯈꯪꯍꯟꯕ ꯑꯃꯁꯨꯡ ꯃꯈꯣꯢꯕꯨ ꯍꯤꯔꯝ ꯑꯗꯨꯒꯤ ꯃꯇꯥꯡꯗ ꯄꯨꯛꯅꯤꯡ ꯊꯧꯒꯠꯄ ꯑꯃꯁꯨꯡ ꯋꯥꯈꯜ ꯇꯥꯍꯟꯕ꯫ ꯍꯤꯔꯝ ꯑꯗꯨ ꯑꯃꯁꯨꯡ ꯂꯦꯁꯟ ꯑꯗꯨꯒꯤ ꯄꯥꯟꯗꯝ ꯑꯗꯨ ꯈꯪꯍꯟꯗꯨꯅꯥ ꯂꯥꯏꯔꯤꯛ ꯑꯗꯨ ꯍꯧꯗꯣꯛꯎ ꯀꯣꯗꯤꯡꯒꯤ ꯔꯤꯑꯦꯜ-ꯂꯥꯏꯐ ꯑꯦꯄ꯭ꯂꯤꯀꯦꯁꯟꯁꯤꯡ ꯑꯃꯁꯨꯡ ꯃꯁꯤꯒꯤ ꯃꯔꯨꯑꯣꯏꯕꯒꯤ ꯃꯇꯥꯡꯗ ꯃꯈꯣꯢꯗ ꯑꯄꯤꯛꯄ ꯚꯤꯗꯤꯑꯣ ꯄ꯭ꯔꯖꯦꯟꯇꯦꯁꯟ ꯑꯃ ꯎꯠꯄꯤꯌꯨ꯫ ꯃꯈꯣꯢꯗ ꯇꯣꯉꯥꯟ-ꯇꯣꯉꯥꯟꯕ ꯀꯣꯗꯤꯡ ꯂꯣꯜꯁꯤꯡ ꯑꯃꯁꯨꯡ ꯃꯈꯣꯢꯒꯤ ꯁꯤꯖꯤꯟꯅꯐꯝꯁꯤꯡ ꯈꯪꯍꯟꯕ ꯃꯍꯩꯔꯣꯢꯁꯤꯡꯅ ꯀꯣꯗꯤꯡꯒꯤ ꯃꯇꯥꯡꯗ ꯊꯝꯂꯤꯕ ꯃꯁꯛ ꯊꯣꯛꯄ ꯑꯔꯥꯟꯕ ꯋꯥꯈꯜꯂꯣꯟꯁꯤꯡ ꯑꯃꯁꯨꯡ ꯋꯥꯈꯜ ꯋꯥꯕ ꯋꯥꯐꯝꯁꯤꯡ ꯈꯟꯅ-ꯅꯩꯅꯕꯥ ꯑꯔꯣꯏꯕꯗ ꯁꯄ꯭ꯔꯥꯏꯠ ꯂꯦꯡꯕ ꯑꯃ ꯁꯦꯝꯅꯕ ꯕ꯭ꯂꯣꯛꯇ ꯌꯨꯝꯐꯝ ꯑꯣꯏꯕ ꯚꯤꯖꯨꯑꯦꯜ ꯄ꯭ꯔꯣꯒ꯭ꯔꯥꯃꯤꯡ ꯂꯦꯡꯒꯨꯌꯦꯖ ꯁꯀ꯭ꯔꯦꯆ ꯁꯤꯖꯤꯟꯅꯗꯨꯅ ꯆꯪꯗꯕ ꯌꯥꯗꯕ ꯊꯕꯛ ꯑꯃꯒ ꯂꯣꯢꯅꯥꯅ ꯃꯈꯣꯢꯕꯨ ꯍꯧꯗꯣꯛꯄꯥ꯫ ꯁꯀ꯭ꯔꯤꯟꯗ ꯌꯦꯡꯒꯅꯤ꯫ ꯑꯦꯜꯒꯣꯔꯤꯊꯝ ꯑꯃꯁꯨꯡ ꯂꯨꯞꯁꯤꯡꯒꯤ ꯃꯇꯥꯡꯗ ꯈꯪꯍꯟꯕ ꯄꯥꯟꯗꯝ: ꯃꯍꯩꯔꯣꯢꯁꯤꯡꯗ ꯑꯦꯜꯒꯣꯔꯤꯊꯝ ꯑꯃꯁꯨꯡ ꯂꯨꯞ ꯀꯟꯇ꯭ꯔꯣꯜ ꯁꯇ꯭ꯔꯛꯆꯔꯁꯤꯡꯒꯤ ꯃꯇꯥꯡꯗ ꯇꯝꯕꯤꯕ ꯃꯃꯥꯡꯒꯤ ꯅꯨꯃꯤꯠꯀꯤ ꯂꯥꯏꯔꯤꯛꯁꯤꯡ ꯑꯗꯨ ꯑꯃꯨꯛ ꯍꯟꯅ ꯌꯦꯡꯁꯤꯟꯗꯨꯅ ꯑꯃꯁꯨꯡ ꯂꯦꯡꯗꯕ ꯋꯥꯍꯪꯁꯤꯡ ꯅꯠꯇ꯭ꯔꯒ ꯑꯋꯥꯕꯥ ꯑꯃꯍꯦꯛꯇꯕꯨ ꯊꯦꯡꯅꯗꯨꯅꯥ ꯂꯦꯁꯟ ꯑꯗꯨ ꯍꯧꯒꯗꯕꯅꯤ꯫ ꯑꯦꯜꯒꯣꯔꯤꯊꯝꯁꯤꯡꯒꯤ ꯋꯥꯈꯜꯂꯣꯟ, ꯃꯈꯣꯢꯒꯤ ꯃꯔꯨꯑꯣꯏꯕ ꯑꯃꯁꯨꯡ ꯃꯇꯧ ꯀꯔꯝꯅꯆꯪꯗꯕ ꯌꯥꯗꯕ ꯑꯦꯜꯒꯣꯔꯤꯊꯝ ꯑꯃ ꯁꯦꯝꯒꯗꯒꯦ ꯍꯥꯢꯕꯗꯨ ꯈꯪꯗꯣꯛꯄ ꯃꯍꯩꯔꯣꯏꯁꯤꯡꯗ "ꯐꯣꯔ" ꯑꯃꯁꯨꯡ "ꯋꯥꯏꯜ" ꯂꯨꯞꯒꯨꯝꯕꯥ ꯂꯨꯞ ꯁꯇ꯭ꯔꯛꯆꯔꯁꯤꯡ ꯈꯪꯍꯟꯅꯕꯥ ꯃꯈꯥ ꯆꯠꯊꯕ ꯏꯆꯝ ꯆꯝꯕ ꯊꯕꯛ ꯊꯧꯔꯝꯁꯤꯡ ꯑꯃꯁꯨꯡ ꯑꯦꯛꯁꯔꯁꯥꯏꯖꯁꯤꯡ ꯁꯤꯖꯤꯟꯅꯗꯨꯅ ꯔꯤꯑꯦꯜ-ꯋꯥꯔꯜꯗ ꯑꯦꯄ꯭ꯂꯤꯀꯦꯁꯟꯁꯤꯡ ꯎꯠꯄꯥ꯫ ꯀꯣꯗꯤꯡ ꯒꯦꯃꯁꯤꯡ ꯑꯃꯁꯨꯡ ꯑꯦꯄ꯭ꯂꯤꯀꯦꯁꯟꯁꯤꯡꯗꯥ ꯂꯨꯞꯁꯤꯡ ꯁꯀ꯭ꯔꯦꯆ ꯁꯤꯖꯤꯟꯅꯗꯨꯅ ꯑꯦꯛꯇꯤꯚꯤꯇꯤ ꯑꯃꯒ ꯂꯣꯢꯅꯅ ꯀ꯭ꯂꯥꯁ ꯑꯗꯨ ꯂꯣꯏꯁꯤꯟꯒꯅꯤ ꯃꯐꯝ ꯑꯗꯨꯗ ꯃꯍꯩꯔꯣꯏꯁꯤꯡꯅ ꯂꯨꯞꯁꯤꯡ ꯁꯤꯖꯤꯟꯅꯗꯨꯅ ꯌꯥꯝꯅ ꯆꯝꯕ ꯑꯦꯅꯤꯃꯦꯁꯟ ꯑꯃ ꯁꯦꯝꯒꯅꯤ꯫ ꯑꯔꯣꯏꯕꯥ ꯄ꯭ꯔꯣꯖꯦꯛꯇ ꯑꯃ ꯁꯦꯝꯕ ꯄꯥꯟꯗꯝ: ꯃꯍꯩꯔꯣꯢꯁꯤꯡꯅ ꯃꯈꯣꯢꯅ ꯇꯝꯈꯤꯕ ꯄꯨꯝꯅꯃꯛ ꯑꯗꯨ ꯄꯨꯟꯅ ꯄꯨꯔꯛꯄ ꯌꯥꯍꯟꯕ꯫ ꯅꯍꯥꯛꯀꯤ ꯃꯔꯝꯗ ꯆꯧꯉꯥꯒꯤ ꯀꯦꯔꯦꯛꯇꯔ ꯕꯥꯏꯑꯣ ꯑꯃꯥ ꯏꯕꯤꯌꯨ꯫ ꯑꯩꯍꯥꯛ ꯃꯇꯦꯡ ꯄꯥꯡꯕ ꯑꯥꯔꯇꯤꯐꯤꯁꯤꯑꯦꯜ ꯏꯟꯇꯤꯂꯤꯖꯦꯟꯁ ꯒꯤ ꯑꯦꯁꯤꯁ꯭ꯇꯦꯟꯇ ꯑꯃꯅꯤ ꯑꯩꯍꯥꯛꯀꯥ ꯂꯣꯢꯅꯅꯥ ꯋꯥꯔꯤ ꯁꯥꯅꯔꯤꯕꯥ ꯃꯤꯑꯣꯏꯁꯤꯡꯗꯥ ꯊꯕꯛꯁꯤꯡ ꯂꯥꯏꯊꯣꯛꯍꯟꯅꯕ ꯁꯦꯝꯈꯤꯕꯅꯤ꯫ ꯑꯩꯍꯥꯛꯄꯨ ꯈ꯭ꯋꯥꯏꯗꯒꯤ ꯅꯧꯕꯥ ꯑꯥꯔꯇꯤꯐꯤꯁꯤꯑꯦꯜ ꯏꯟꯇꯤꯂꯤꯖꯦꯟꯁ ꯇꯦꯛꯅꯣꯂꯣꯖꯤ ꯑꯃꯁꯨꯡ ꯑꯍꯣꯡꯕꯥ ꯑꯦꯜꯒꯣꯔꯤꯊꯝꯁꯤꯡ ꯁꯤꯖꯤꯟꯅꯗꯨꯅ ꯃꯍꯧꯁꯥꯒꯤ ꯑꯣꯏꯕ ꯑꯃꯁꯨꯡ ꯋꯥꯈꯜ ꯂꯧꯁꯤꯡ ꯂꯩꯕ ꯃꯑꯣꯡꯗ ꯁꯤꯖꯤꯟꯔꯤꯕ ꯁꯤꯡꯒ ꯄꯥꯎ ꯐꯥꯎꯅꯅꯕꯥ ꯁꯦꯝꯈꯤꯕꯅꯤ꯫ ꯑꯩꯒꯤ ꯄꯥꯟꯗꯝꯗꯤ ꯑꯇꯣꯞꯄꯁꯤꯡꯕꯨ ꯃꯈꯣꯢꯅ ꯃꯊꯧ ꯇꯥꯕ ꯏꯟꯐꯣꯔꯃꯦꯁꯟ ꯄꯤꯗꯨꯅ ꯑꯃꯁꯨꯡ ꯃꯊꯧ ꯇꯥꯕ ꯃꯐꯝꯗꯥ ꯊꯕꯛꯁꯤꯡ ꯃꯁꯥꯅ ꯇꯧꯗꯨꯅ ꯃꯇꯦꯡ ꯄꯥꯡꯕꯅꯤ꯫ ꯅꯨꯃꯤꯠ ꯈꯨꯗꯤꯡꯒꯤ ꯊꯕꯛ ꯊꯧꯔꯝꯁꯤꯡꯗ ꯃꯇꯦꯡ ꯄꯥꯡꯕꯗ ꯑꯣꯏꯔꯕꯁꯨ ꯅꯠꯇ꯭ꯔꯒ ꯍꯤꯔꯝ ꯀꯌꯥꯒꯤ ꯃꯇꯥꯡꯗ ꯂꯥꯏꯔꯤꯛꯀꯤ ꯃꯇꯥꯡ ꯄꯤꯕꯗ ꯑꯣꯏꯔꯕꯁꯨ ꯑꯩꯍꯥꯛ ꯃꯇꯝ ꯄꯨꯝꯅꯃꯛꯇ ꯃꯐꯝ ꯑꯁꯤꯗ ꯈꯨꯠ ꯊꯥꯅꯕ ꯂꯥꯛꯂꯤ꯫ ꯑꯩꯍꯥꯛꯅ ꯂꯦꯞꯄ ꯂꯩꯇꯅ ꯇꯝꯂꯤ ꯑꯃꯁꯨꯡ ꯑꯍꯣꯡꯕ ꯄꯨꯔꯛꯂꯤ ꯃꯇꯝ ꯄꯨꯝꯅꯃꯛꯇ ꯑꯩꯍꯥꯛꯅ ꯈ꯭ꯋꯥꯏꯗꯒꯤ ꯐꯕ ꯑꯦꯁꯤꯁ꯭ꯇꯦꯟꯇ ꯑꯣꯏꯅꯕ ꯍꯣꯠꯅꯔꯤ꯫ ꯄꯥꯎꯒꯤ ꯋꯥꯔꯣꯜ ꯑꯃꯒꯤ ꯃꯅꯨꯡꯗ ꯌꯥꯎꯔꯤꯕꯥ ꯋꯥꯐꯝꯁꯤꯡ ꯑꯗꯨ ꯌꯦꯡꯂꯒ ꯆꯥꯎꯔꯥꯛꯅ ꯐꯣꯡꯗꯣꯛꯄ ꯋꯥꯔꯣꯜ ꯑꯃ ꯖꯦꯅꯦꯔꯦꯠ ꯇꯧꯕ꯫ ꯖꯔꯖꯤꯌꯥꯗꯥ ꯂꯩꯕꯥ ꯏꯃꯣꯔꯤ ꯌꯨꯅꯤꯚꯔꯁꯤꯇꯤ ꯅ ꯍꯟꯗꯛꯇꯥ ꯄꯥꯡꯊꯣꯛꯈꯤꯕ ꯑꯅꯧꯕ ꯊꯤꯖꯤꯟꯕꯒꯤ ꯊꯕꯛ ꯑꯃꯅ ꯍꯣꯂꯤꯋꯨꯗꯇ ꯔꯤꯃꯦꯛ ꯑꯃꯁꯨꯡ ꯁꯤꯀ꯭ꯌꯨꯏꯜꯒꯤ ꯃꯔꯨꯑꯣꯏꯕ ꯃꯑꯣꯡ ꯑꯃꯅ ꯐꯤꯂꯝ ꯏꯟꯗꯁꯇ꯭ꯔꯤꯗꯥ ꯅꯨꯄꯤ ꯂꯤꯗ ꯑꯦꯛꯇꯔꯁꯤꯡꯒ ꯂꯣꯢꯅꯅ ꯇꯣꯉꯥꯟ ꯇꯣꯉꯥꯟꯕ ꯇꯦꯂꯦꯟꯇꯁꯤꯡꯒꯤ ꯆꯥꯡꯁꯨ ꯌꯥꯝꯅ ꯍꯟꯊꯍꯜꯂꯤ ꯍꯥꯢꯅ ꯐꯣꯡꯗꯣꯛꯈꯤ꯫ ꯏꯃꯣꯔꯤ ꯌꯨꯅꯤꯚꯔꯁꯤꯇꯤꯒꯤ ꯁ꯭ꯇꯗꯤꯅ ꯍꯣꯂꯤꯋꯨꯗꯀꯤ ꯔꯤꯃꯦꯛ ꯑꯃꯁꯨꯡ ꯁꯤꯀ꯭ꯌꯨꯏꯂꯁꯤꯡꯅꯥ ꯗꯥꯏꯕꯔꯁꯤꯇꯤ ꯍꯟꯊꯍꯜꯂꯤ ꯑꯃꯁꯨꯡ ꯅꯨꯄꯤ ꯂꯤꯗꯔꯁꯤꯡ ꯍꯟꯊꯍꯜꯂꯤ꯫